ꯑꯀꯛꯅꯕ ꯏꯟꯗꯁꯇꯔꯤ ꯑꯃꯅ ꯀꯔꯤꯒꯤꯗꯃꯛꯇ ꯃꯥꯏ ꯄꯥꯛꯂꯤꯕꯅꯣ ꯍꯥꯏꯕꯗꯨ ꯑꯦꯅꯥꯂꯥꯏꯖ ꯇꯧꯕꯥ꯫ ꯒꯦꯝ ꯏꯟꯗꯁꯇꯔꯤ꯫ ꯒꯦꯝ ꯏꯟꯗꯁꯇꯔꯤ ꯑꯁꯤ ꯃꯔꯝ ꯀꯌꯥꯒꯤ ꯃꯔꯝꯗꯒꯤ ꯍꯦꯟꯅꯥ ꯆꯥꯎꯈꯠꯂꯛꯂꯤ꯫ ꯃꯁꯤꯒꯤ ꯃꯥꯏ ꯄꯥꯛꯄꯒꯤ ꯑꯣꯏꯊꯣꯛꯄ ꯌꯥꯕꯥ ꯄꯥꯎꯈꯨꯝꯁꯤꯡ ꯃꯈꯥꯗ ꯄꯤꯔꯤ: ꯗꯤꯃꯥꯟꯗ ꯍꯦꯡꯒꯠꯂꯛꯂꯤꯕ: ꯃꯥꯂꯦꯝ ꯁꯤꯟꯕ ꯊꯨꯡꯅ ꯒꯦꯃꯔꯁꯤꯡꯒꯤ ꯃꯁꯤꯡ ꯂꯦꯞꯇꯅꯥ ꯍꯦꯡꯒꯠꯂꯛꯂꯤ꯫ ꯑꯉꯥꯡꯁꯤꯡꯗꯒꯤ ꯍꯧꯔꯒꯥ ꯑꯍꯜꯁꯤꯡ ꯐꯥꯎꯕꯥ, ꯆꯍꯤ ꯀꯥꯡꯂꯨꯞ ꯀꯌꯥꯅꯥ ꯍꯧꯖꯤꯛꯇꯤ ꯚꯤꯗꯤꯑꯣ ꯒꯦꯝ ꯁꯥꯟꯅꯔꯤ, ꯃꯔꯨꯑꯣꯏꯅꯥ ꯃꯣꯕꯥꯏꯜ ꯗꯤꯚꯥꯏꯁꯁꯤꯡ ꯍꯦꯡꯒꯠꯂꯛꯄꯅꯥ ꯃꯔꯝ ꯑꯣꯏꯗꯨꯅꯥ ꯒꯦꯃꯤꯡ ꯑꯁꯤ ꯃꯤꯄꯨꯝ ꯈꯨꯗꯤꯡꯃꯛꯅꯥ ꯍꯦꯟꯅꯥ ꯈꯨꯗꯣꯡꯆꯥꯕꯥ ꯄꯤꯔꯦ꯫ ꯇꯦꯛꯅꯣꯂꯣꯖꯤꯒꯤ ꯑꯍꯣꯡꯕꯥ: ꯇꯦꯛꯅꯣꯂꯣꯖꯤꯗꯥ ꯑꯍꯣꯡꯕꯥ ꯂꯥꯛꯄꯅ ꯒꯦꯝ ꯗꯤꯕꯦꯂꯄꯔꯁꯤꯡꯗꯥ ꯄꯨꯡ ꯀꯌꯥ ꯆꯨꯞꯅ ꯄ꯭ꯂꯦꯌꯔꯁꯤꯡꯕꯨ ꯃꯤꯠꯌꯦꯡ ꯊꯝꯕꯥ ꯑꯃꯁꯨꯡ ꯑꯦꯡꯒꯦꯖ ꯇꯧꯕꯥ ꯉꯝꯕꯥ ꯏꯃꯔꯁꯤꯞ ꯑꯃꯁꯨꯡ ꯔꯤꯑꯦꯂꯤꯁꯇꯤꯛ ꯒꯦꯃꯤꯡ ꯑꯦꯛꯁꯄꯔꯤꯌꯦꯟꯁꯁꯤꯡ ꯁꯦꯃꯒꯠꯄ ꯉꯝꯍꯜꯂꯦ꯫ ꯖꯤꯅꯁꯤꯡꯒꯤ ꯄꯥꯛ-ꯆꯥꯎꯔꯕꯥ ꯔꯦꯟꯖ: ꯒꯦꯃꯤꯡ ꯏꯟꯗꯁꯇꯔꯤꯗꯥ ꯇꯣꯉꯥꯟ-ꯇꯣꯉꯥꯟꯕ ꯃꯈꯜꯒꯤ ꯒꯦꯃꯔꯁꯤꯡꯗ ꯌꯥꯎꯅ ꯄꯥꯝꯅꯕ ꯃꯈꯜ ꯀꯌꯥꯒꯤ ꯖꯦꯟꯔꯁꯤꯡ ꯂꯩ, ꯃꯈꯣꯏꯁꯤꯡ ꯑꯗꯨꯗꯤ ꯁ꯭ꯄꯣꯔꯠꯁ ꯒꯦꯝꯁꯤꯡ, ꯑꯦꯗꯚꯦꯟꯆꯔ ꯒꯦꯝꯁꯤꯡ, ꯄꯥꯖꯜ ꯒꯦꯝꯁꯤꯡ, ꯔꯣꯜ-ꯄ꯭ꯂꯦꯌꯤꯡ ꯒꯦꯝꯁꯤꯡꯗꯒꯤ ꯍꯧꯔꯒꯥ ꯁꯤꯃꯨꯂꯦꯁꯟ ꯒꯦꯝꯁꯤꯡ ꯐꯥꯎꯕꯥ, ꯑꯇꯩ ꯀꯌꯥ ꯑꯃꯅꯤ꯫ ꯃꯤꯄꯨꯝ ꯈꯨꯗꯤꯡꯃꯛꯀꯤꯗꯃꯛ ꯀꯔꯤꯒꯨꯝꯕꯥ ꯈꯔꯥ ꯂꯩꯔꯤ꯫ ꯑꯆꯧꯕꯥ ꯄ꯭ꯂꯦꯌꯔ ꯀꯝꯃ꯭ꯌꯨꯅꯤꯇꯤꯁꯤꯡ: ꯒꯦꯝ ꯀꯌꯥꯗꯥ ꯑꯦꯛꯇꯤꯚ ꯑꯃꯁꯨꯡ ꯑꯆꯧꯕꯥ ꯄ꯭ꯂꯦꯌꯔ ꯀꯝꯃ꯭ꯌꯨꯅꯤꯇꯤ ꯂꯩ, ꯃꯁꯤꯅꯥ ꯁꯣꯁꯤꯑꯦꯜ ꯏꯟꯇꯔꯦꯛꯁꯟ ꯑꯃꯁꯨꯡ ꯀꯣꯑꯣꯄꯔꯦꯁꯟꯒꯤ ꯍꯧꯔꯛꯐꯝ ꯑꯃ ꯑꯣꯏꯕ ꯌꯥꯏ꯫ ꯃꯔꯨꯑꯣꯏꯅ ꯃꯜꯇꯤꯞꯂꯦꯌꯔ ꯒꯦꯝꯁꯤꯡꯅ ꯄ꯭ꯂꯦꯌꯔꯁꯤꯡꯒꯤ ꯃꯔꯛꯇꯥ ꯀꯝꯌꯨꯅꯤꯇꯤ ꯑꯃꯁꯨꯡ ꯃꯁꯥꯒꯤ ꯑꯣꯏꯕ ꯋꯥꯈꯜꯂꯣꯟ ꯑꯃ ꯄꯣꯈꯜꯂꯤ꯫ ꯏꯁ꯭ꯄꯣꯔꯠꯁ ꯑꯃꯁꯨꯡ ꯁ꯭ꯠꯔꯤꯃꯤꯡ: ꯏꯁ꯭ꯄꯣꯔꯠꯁ ꯑꯃꯁꯨꯡ ꯒꯦꯝ ꯁ꯭ꯇꯔꯤꯃꯤꯡ ꯍꯦꯡꯒꯠꯂꯛꯄꯅꯥ ꯒꯦꯃꯤꯡ ꯏꯟꯗꯁꯇꯔꯤꯒꯤ ꯃꯥꯏꯄꯥꯛꯄ ꯑꯁꯤ ꯃꯈꯥ ꯇꯥꯅ ꯊꯧꯒꯠꯂꯦ꯫ ꯄ꯭ꯔꯣꯐꯦꯁ꯭ꯅꯦꯜ ꯒꯦꯃꯔꯁꯤꯡ ꯑꯃꯁꯨꯡ ꯁꯇꯔꯤꯃꯔꯁꯤꯡꯅ ꯑꯆꯧꯕ ꯐꯣꯂꯣꯋꯔꯁꯤꯡ ꯄꯨꯛꯅꯤꯡ ꯆꯤꯡꯁꯤꯜꯂꯦ, ꯏꯟꯗꯁꯇꯔꯤꯗ ꯍꯦꯟꯅ ꯄꯨꯛꯅꯤꯡ ꯆꯪꯍꯜꯂꯦ ꯑꯃꯁꯨꯡ ꯒꯦꯝ ꯗꯤꯕꯦꯂꯄꯔꯁꯤꯡ, ꯄ꯭ꯂꯦꯌꯔꯁꯤꯡ ꯑꯃꯁꯨꯡ ꯏꯚꯦꯟꯠ ꯑꯣꯔꯒꯅꯥꯏꯖꯔꯁꯤꯡꯒꯤꯗꯃꯛꯇ ꯑꯅꯧꯕ ꯔꯦꯚꯤꯟꯌꯨ ꯁ꯭ꯇꯔꯤꯝꯁꯤꯡ ꯍꯥꯡꯗꯣꯛꯂꯦ꯫ ꯂꯦꯞꯇꯅꯥ ꯑꯅꯧꯕꯥ ꯄꯨꯊꯣꯛꯄꯥ: ꯒꯦꯝ ꯏꯟꯗꯁꯇꯔꯤꯅꯥ ꯚꯤ. ꯑꯥꯔ. ꯑꯃꯁꯨꯡ ꯑꯦ. ꯑꯥꯔ. ꯒꯤ ꯒꯦꯝꯁꯤꯡꯗꯒꯤ ꯍꯧꯔꯒꯥ ꯒꯦꯃꯞꯂꯦꯗꯥ ꯑꯥꯔꯇꯤꯐꯤꯁꯤꯑꯦꯜ ꯏꯟꯇꯦꯂꯤꯖꯦꯟꯁ ꯑꯃꯁꯨꯡ ꯃꯦꯁꯤꯟ ꯂꯔꯅꯤꯡ ꯌꯥꯎꯍꯟꯕꯐꯥꯎꯕꯥ ꯑꯣꯏꯊꯣꯛꯄ ꯌꯥꯕꯁꯤꯡꯒꯤ ꯉꯝꯈꯩꯁꯤꯡ ꯂꯦꯞꯇꯅ ꯊꯨꯒꯥꯏꯔꯤ꯫ ꯃꯁꯤꯅꯥ ꯏꯟꯗꯁꯇꯔꯤ ꯑꯁꯤ ꯐ꯭ꯔꯦꯁ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯅꯥ ꯊꯝꯂꯤ, ꯄ꯭ꯂꯦꯌꯔ ꯍꯦꯟꯅꯥ ꯄꯨꯛꯅꯤꯡ ꯆꯤꯡꯁꯤꯜꯍꯜꯂꯤ, ꯑꯃꯁꯨꯡ ꯍꯧꯖꯤꯛ ꯂꯩꯔꯤꯕ ꯄ꯭ꯂꯦꯌꯔꯁꯤꯡ ꯑꯗꯨ ꯊꯝꯖꯤꯜꯂꯤ꯫ ꯑꯄꯨꯟꯕ ꯑꯣꯏꯅ ꯒꯦꯝ ꯏꯟꯗꯁꯇꯔꯤꯒꯤ ꯃꯥꯏ ꯄꯥꯛꯄ ꯑꯁꯤ ꯍꯣꯡꯂꯛꯂꯤꯕ ꯀꯟꯖꯨꯃꯔꯁꯤꯡꯒꯤ ꯗꯤꯃꯥꯟꯗꯁꯤꯡꯒ ꯆꯨꯁꯤꯟꯅꯍꯟꯕ ꯉꯝꯕ, ꯒꯦꯝꯄ꯭ꯂꯦ ꯐꯒꯠꯍꯟꯅꯕ ꯇꯦꯛꯅꯣꯂꯣꯖꯤ ꯁꯤꯖꯤꯟꯅꯕ, ꯑꯃꯁꯨꯡ ꯄ꯭ꯂꯦꯌꯔꯁꯤꯡꯗꯥ ꯑꯅꯧꯕ ꯑꯦꯛꯁꯄꯔꯤꯌꯦꯟꯁꯁꯤꯡ ꯄꯤꯅꯕ ꯂꯦꯞꯇꯅ ꯑꯅꯧꯕ ꯊꯧꯑꯣꯡꯁꯤꯡ ꯄꯨꯔꯛꯄ ꯉꯝꯕꯒꯤ ꯃꯔꯝ ꯑꯣꯏꯕꯥ ꯌꯥꯏ꯫ ꯏꯅꯄꯨꯠ ꯑꯗꯨ ꯄꯤꯔꯒ, ꯄꯤꯔꯤꯕ ꯇꯦꯛꯁ ꯑꯗꯨ ꯀ꯭ꯋꯦꯔꯤ ꯄꯦꯔꯥꯒ꯭ꯔꯥꯐ ꯑꯃꯗ ꯑꯣꯟꯊꯣꯛꯎ꯫ ꯑꯀꯣꯏꯕꯒꯤ ꯐꯤꯕꯝ ꯁꯦꯡꯕ, ꯏꯅꯔꯖꯤ ꯏꯐꯤꯁꯤꯌꯦꯟꯠ ꯑꯣꯏꯕ꯫ ꯑꯀꯣꯏꯕꯒꯤ ꯐꯤꯕꯝ ꯃꯌꯦꯛ ꯁꯦꯡꯕ ꯑꯃꯁꯨꯡ ꯏꯅꯔꯖꯤ ꯏꯐꯤꯁꯤꯌꯦꯟꯠ ꯑꯣꯏꯕꯒꯤ ꯋꯥꯈꯜꯂꯣꯟ ꯑꯁꯤ ꯃꯣꯗꯔꯟ ꯋꯥꯔꯜꯗꯇ ꯍꯦꯟꯅ ꯃꯔꯨꯑꯣꯏꯕ ꯑꯣꯏꯔꯛꯂꯤ꯫ ꯃꯁꯤꯅ ꯇꯥꯖꯄꯗꯤ ꯃꯤꯌꯥꯝꯅꯥ ꯃꯈꯣꯏꯒꯤ ꯀꯥꯔꯕꯣꯟ ꯐꯨꯠꯄ꯭ꯔꯤꯟꯠ ꯍꯟꯊꯍꯟꯅꯕ ꯑꯃꯁꯨꯡ ꯑꯀꯣꯏꯕꯒꯤ ꯐꯤꯕꯝꯗ ꯄꯤꯔꯤꯕꯥ ꯁꯥꯐꯨ ꯑꯗꯨ ꯈ꯭ꯋꯥꯏꯗꯒꯤ ꯅꯦꯝꯕ ꯑꯣꯏꯍꯟꯅꯕ ꯑꯦꯛꯇꯤꯚ ꯑꯣꯏꯕꯥ ꯈꯣꯡꯊꯥꯡꯁꯤꯡ ꯂꯧꯈꯠꯂꯤ꯫ ꯔꯤꯁꯣꯔꯁꯁꯤꯡ ꯑꯁꯤ ꯍꯦꯟꯅ ꯇꯨꯡ ꯀꯣꯏꯅꯥ ꯆꯠꯀꯗꯕ ꯃꯑꯣꯡꯗ ꯁꯤꯖꯤꯟꯅꯅꯕꯥ ꯏꯅꯔꯖꯤ ꯏꯐꯤꯁꯤꯌꯦꯟꯠ ꯃꯦꯊꯗꯁꯤꯡ ꯁꯦꯝꯒꯠꯂꯤ꯫ ꯑꯄꯨꯟꯕꯥ ꯑꯣꯏꯅꯥ ꯑꯩꯈꯣꯏꯒꯤ ꯄ꯭ꯂꯥꯅꯦꯠ ꯑꯁꯤ ꯇꯨꯡꯒꯤ ꯃꯤꯔꯣꯜꯁꯤꯡꯒꯤꯗꯃꯛ ꯉꯥꯛꯇꯨꯅꯥ ꯊꯝꯕꯗꯥ ꯑꯃꯁꯨꯡ ꯑꯩꯈꯣꯏꯒꯤ ꯊꯕꯛꯁꯤꯡ ꯑꯁꯤꯅ ꯑꯀꯣꯏꯕꯒꯤ ꯐꯤꯕꯝꯗꯥ ꯑꯐꯕ ꯑꯃꯁꯨꯡ ꯂꯦꯡꯗꯕꯥ ꯏꯝꯄꯦꯛꯇ ꯑꯃꯥ ꯊꯝꯅꯕꯥ ꯍꯣꯠꯅꯕꯗ ꯃꯤꯠꯌꯦꯡ ꯊꯝꯂꯤ꯫